ꯈꯣꯡ ꯑꯅꯤꯗ ꯆꯠꯄ ꯉꯝꯕ ꯍꯧꯗꯣꯡ ꯑꯃꯒꯤ ꯃꯔꯝꯗ ꯋꯥꯔꯤ ꯑꯃ ꯏꯕꯤꯌꯨ꯫ ꯃꯇꯝ ꯑꯃꯗ ꯂꯝꯗꯝ ꯑꯁꯤꯒꯤ ꯂꯝꯀꯣꯏꯕꯁꯤꯡꯒꯤ ꯃꯔꯛꯇꯥ ꯂꯩꯕꯥ ꯑꯄꯤꯛꯄꯥ ꯈꯨꯡꯒꯪ ꯑꯃꯗ ꯑꯈꯟꯅꯕ ꯍꯧꯗꯣꯡ ꯑꯃ ꯂꯩꯔꯝꯃꯤ꯫ ꯃꯁꯤ ꯑꯆꯝꯕ ꯍꯧꯗꯣꯡ ꯑꯃꯈꯛꯇꯃꯛ ꯅꯠꯇꯦ ꯃꯔꯝꯗꯤ ꯃꯍꯥꯛꯇꯤ ꯑꯈꯟꯅꯕꯥ ꯂꯧꯁꯤꯡ ꯑꯃ ꯂꯩꯔꯝꯃꯤ- ꯃꯍꯥꯛ ꯃꯤꯑꯣꯏꯕꯒꯨꯝꯅꯥ ꯈꯣꯡ ꯑꯅꯤꯅ ꯆꯠꯄꯥ ꯉꯝꯃꯤ꯫ ꯃꯍꯥꯛ ꯃꯇꯧ ꯀꯔꯝꯅ ꯑꯁꯤꯒꯨꯝꯕ ꯊꯧꯅ ꯑꯁꯤ ꯂꯥꯛꯈꯤꯕꯅꯣ ꯍꯥꯏꯕ ꯑꯁꯤ ꯀꯅꯥꯅꯁꯨ ꯌꯥꯝꯅ ꯈꯉꯂꯝꯗꯦ ꯑꯗꯨꯕꯨ ꯃꯗꯨ ꯌꯥꯝꯅ ꯃꯔꯨ ꯑꯣꯏꯈꯤꯗꯦ꯫ ꯃꯍꯥꯛꯄꯨ ꯈꯪꯕ ꯃꯤꯑꯣꯏ ꯈꯨꯗꯤꯡꯃꯛꯅ ꯃꯍꯥꯛꯄꯨ ꯅꯨꯡꯁꯤꯖꯔꯝꯃꯤ꯫ ꯃꯁꯤ ꯍꯨꯏꯁꯀꯔ ꯍꯥꯌꯅꯥ ꯀꯧꯕꯥ ꯍꯧꯗꯣꯡ ꯑꯁꯤ ꯌꯦꯡꯕꯗꯥ ꯌꯥꯝꯅ ꯅꯨꯡꯉꯥꯏꯕ ꯑꯃꯅꯤ꯫ ꯑꯌꯥꯝꯕ ꯃꯇꯝꯗ ꯃꯍꯥꯛ ꯑꯇꯣꯞꯄ ꯃꯑꯣꯡ ꯑꯃꯒꯨꯝ ꯎꯏ ꯃꯍꯥꯛꯀꯤ ꯇꯔꯨ ꯇꯅꯥꯟꯕ ꯑꯃꯨꯕ ꯑꯃꯁꯨꯡ ꯑꯉꯧꯕ ꯃꯆꯨ ꯃꯌꯦꯛ ꯁꯦꯡꯕꯥ ꯑꯁꯪꯕ ꯃꯃꯤꯠꯁꯤꯡ ꯑꯃꯁꯨꯡ ꯃꯃꯥꯡꯂꯣꯝꯗ ꯆꯦꯟꯊꯔꯛꯄꯥ ꯂꯪꯂꯥ ꯑꯃꯒ ꯂꯣꯢꯅꯅꯥ꯫ ꯑꯗꯨꯕꯨ ꯃꯍꯥꯛꯀꯤ ꯃꯇꯨꯡꯒꯤ ꯈꯣꯡꯅ ꯂꯦꯞꯂꯒ ꯆꯠꯄ ꯍꯧꯔꯛꯄ ꯃꯤꯀꯨꯞ ꯑꯗꯨꯗ ꯃꯍꯥꯛ ꯑꯈꯟꯅꯕ ꯇꯣꯉꯥꯟꯅ ꯇꯥꯕ ꯑꯃꯅꯤ ꯍꯥꯢꯕꯁꯤ ꯃꯌꯦꯛ ꯁꯦꯡꯅ ꯎꯕ ꯐꯪꯈꯤ꯫ ꯃꯁꯤ ꯍꯨꯏꯁꯀꯔꯅ ꯈꯨꯡꯒꯪ ꯑꯗꯨꯒꯤ ꯃꯅꯨꯡꯗꯥ ꯆꯦꯟꯁꯤꯜꯂꯛꯏ ꯑꯃꯁꯨꯡ ꯃꯤꯌꯥꯝ ꯀꯌꯥ ꯊꯣꯝꯖꯤꯜꯂꯛꯏ ꯑꯃꯁꯨꯡ ꯃꯍꯥꯛꯀꯤ ꯃꯇꯨꯡꯗꯥ ꯑꯀꯣꯏꯕꯗ ꯃꯤꯌꯥꯝ ꯂꯦꯞꯂꯝꯃꯤ꯫ ꯑꯉꯥꯡꯁꯤꯡꯅ ꯃꯍꯥꯛꯀꯤ ꯃꯅꯥꯛꯇ ꯂꯦꯞꯂꯝꯃꯤ ꯃꯍꯥꯛꯅꯥ ꯃꯈꯣꯢꯒ ꯃꯃꯥꯡꯒꯤ ꯈꯨꯠꯁꯥꯒ ꯂꯣꯏꯅꯥꯅ ꯈꯨꯕꯥꯛ ꯈꯨꯔꯒ ꯋꯥꯔꯤ ꯁꯥꯟꯅꯕ ꯃꯇꯝꯗ ꯅꯨꯡꯉꯥꯏꯕꯅ ꯊꯜꯂꯕ ꯋꯥꯔꯤ ꯑꯣꯏꯔꯝꯃꯤ꯫ ꯃꯍꯥꯛ ꯑꯌꯥꯝꯕꯅ ꯃꯐꯝ ꯑꯗꯨꯒꯤ ꯀꯩꯊꯦꯜꯗ ꯆꯠꯂꯝꯃꯤ ꯃꯐꯝ ꯑꯗꯨꯗ ꯗꯨꯀꯥꯟꯁꯤꯡꯅ ꯃꯍꯥꯛꯄꯨ ꯀꯧꯁꯤꯜꯂꯛꯂꯝꯃꯤ ꯑꯃꯁꯨꯡ ꯃꯍꯥꯛꯄꯨ ꯅꯨꯡꯁꯤꯅ ꯁꯣꯟꯅꯔꯝꯃꯤ꯫ ꯃꯁꯤ ꯍꯨꯏꯁꯀꯔꯅ ꯃꯗꯨꯗ ꯅꯨꯡꯉꯥꯏꯅ ꯍꯤꯡꯂꯝꯃꯤ꯫ ꯅꯨꯃꯤꯠ ꯑꯃꯗ ꯈꯨꯡꯒꯪ ꯑꯗꯨꯒꯤ ꯃꯅꯨꯡꯗꯥ ꯂꯝꯀꯣꯢꯕ ꯀꯥꯡꯕꯨ ꯑꯃ ꯂꯥꯛꯑꯝꯃꯤ꯫ ꯃꯈꯣꯢꯅ ꯈꯣꯡ ꯑꯅꯤꯅ ꯆꯠꯂꯤꯕ ꯍꯧꯗꯣꯡ ꯑꯗꯨ ꯎꯕꯗ ꯑꯉꯛꯄ ꯄꯣꯛꯈꯤ ꯑꯃꯁꯨꯡ ꯈꯨꯡꯒꯪꯒꯤ ꯃꯤꯌꯥꯝꯗ ꯃꯍꯥꯛꯀꯤ ꯃꯔꯝꯗ ꯍꯪꯈꯤ꯫ ꯃꯈꯣꯢꯅ ꯃꯤꯁ ꯍꯨꯏꯁ꯭ꯀꯔꯅꯤ ꯃꯤꯁ ꯍꯨꯏꯁ꯭ꯀꯔꯒꯤ ꯊꯥꯖꯕ ꯌꯥꯗꯕ ꯂꯧꯁꯤꯡ ꯀꯌꯥꯒꯤ ꯃꯔꯝꯗ ꯍꯥꯢꯔꯛꯈꯤ ꯑꯃꯁꯨꯡ ꯂꯝꯀꯣꯢꯕꯁꯤꯡꯅ ꯃꯈꯣꯏ ꯃꯁꯥꯅ ꯎꯅꯤꯡꯂꯝꯃꯤ ꯫ ꯃꯈꯣꯢꯅꯥ ꯑꯊꯨꯕ ꯃꯇꯝꯗ ꯃꯍꯥꯛꯄꯨ ꯂꯝꯄꯥꯛ ꯑꯃꯒꯤ ꯃꯅꯥꯛꯇ ꯂꯩꯕꯥ ꯅꯨꯃꯤꯠꯀꯤ ꯃꯉꯥꯜꯅ ꯊꯜꯂꯕ ꯃꯐꯝ ꯑꯃꯗ ꯂꯦꯞꯄ ꯊꯦꯡꯅꯈꯤ ꯑꯃꯁꯨꯡ ꯃꯍꯥꯛꯅ ꯂꯦꯞꯂꯒ ꯃꯈꯣꯏꯕꯨ ꯇꯔꯥꯝꯅ ꯑꯣꯛꯄꯤꯔꯛꯄ ꯃꯇꯝꯗ ꯃꯈꯣꯢꯒꯤ ꯃꯤꯠꯌꯦꯡ ꯑꯗꯨ ꯊꯥꯖꯕ ꯉꯃꯈꯤꯗꯦ꯫ ꯃꯤꯁ ꯍꯨꯏꯁꯀꯔꯒꯤ ꯄꯥꯎ ꯌꯥꯝꯅ ꯊꯨꯅꯥ ꯁꯟꯗꯣꯛꯈꯤ ꯑꯊꯨꯕꯥ ꯃꯇꯝꯗ ꯌꯥꯝꯅ ꯂꯥꯞꯅ ꯂꯩꯕ ꯃꯤꯑꯣꯏꯁꯤꯡꯅꯥ ꯃꯍꯥꯛꯄꯨ ꯌꯦꯡꯅꯕꯒꯤꯗꯃꯛ ꯈꯨꯡꯒꯪ ꯑꯗꯨꯗ ꯂꯥꯛꯈꯤ꯫ ꯃꯍꯥꯛ ꯃꯐꯝ ꯑꯗꯨꯗ ꯌꯥꯝꯅ ꯈꯔ ꯃꯁꯛ ꯈꯪꯅꯔꯛꯄ ꯑꯃ ꯑꯣꯏꯔꯛꯈꯤ꯫ ꯑꯗꯨꯕꯨ ꯃꯍꯥꯛꯅ ꯃꯗꯨ ꯃꯍꯥꯛꯀꯤ ꯃꯀꯣꯛꯇ ꯀꯩꯗꯧꯉꯩꯗꯁꯨ ꯊꯥꯗꯣꯛꯈꯤꯗꯦ꯫ ꯃꯤꯁ ꯍꯨꯏꯁꯀꯔ ꯑꯁꯤ ꯍꯥꯟꯅꯒꯨꯝ ꯃꯔꯨꯞ-ꯃꯄꯥꯡ ꯑꯣꯏꯕ ꯑꯃꯁꯨꯡ ꯃꯤꯅꯨꯡꯁꯤ ꯂꯩꯕꯥ ꯃꯤꯁꯛ ꯑꯃꯅꯤ ꯫ ꯃꯇꯝ ꯄꯨꯝꯅꯃꯛꯇꯥ ꯑꯅꯧꯕꯥ ꯃꯔꯨꯄꯁꯤꯡꯒꯥ ꯂꯣꯢꯅꯥꯕ ꯃꯍꯥꯛꯀꯤ ꯑꯀꯣꯢꯕꯗ ꯂꯩꯕꯁꯤꯡꯒ ꯅꯨꯡꯉꯥꯏꯅ ꯂꯩꯕꯗ ꯅꯨꯡꯉꯥꯏꯕ ꯐꯥꯎꯏ꯫ ꯃꯤꯁ ꯍꯨꯏꯁꯀꯔꯅ ꯃꯇꯧ ꯀꯔꯝꯅ ꯈꯣꯡ ꯑꯅꯤꯅ ꯆꯠꯄ ꯇꯝꯈꯤꯕꯒꯦ ꯍꯥꯢꯕꯗꯨ ꯀꯅꯥꯁꯨ ꯈꯪꯗꯦ ꯑꯗꯨꯕꯨ ꯋꯥꯐꯝ ꯑꯃꯗꯤ ꯁꯣꯢꯗꯅ ꯂꯩꯔꯤ ꯃꯍꯥꯛꯀꯥ ꯎꯅꯈꯤꯕ ꯄꯨꯝꯅꯃꯛꯇ ꯅꯨꯡꯉꯥꯏꯕ ꯑꯃꯁꯨꯡ ꯑꯉꯛꯄ ꯑꯣꯏꯈꯤ꯫ ꯉꯁꯤꯁꯨ ꯃꯤꯑꯣꯏꯕꯒꯨꯝ ꯆꯠꯄꯥ ꯉꯝꯕ ꯁꯤꯡꯊꯥꯅꯤꯡꯉꯥꯏ ꯑꯣꯏꯔꯕꯥ ꯍꯧꯗꯣꯡ ꯑꯁꯤꯒꯤ ꯋꯥꯔꯤꯁꯤꯡ ꯈꯨꯡꯒꯪ ꯑꯁꯤꯗ ꯂꯤꯔꯤ ꯑꯃꯁꯨꯡ ꯃꯤꯁ ꯍꯨꯏꯁꯀꯔ ꯑꯁꯤ ꯈꯨꯟꯅꯥꯏꯒꯤ ꯑꯐꯕ ꯑꯃꯁꯨꯡ ꯅꯨꯡꯁꯤꯖꯔꯕ ꯃꯤꯁꯛ ꯑꯃ ꯑꯣꯏꯅ ꯂꯩꯔꯤ꯫